ꯆꯂꯥꯝꯕ ꯑꯔꯤꯕ ꯃꯩꯇꯩ ꯆꯂꯥꯝꯄꯥ ꯑꯁꯤ ꯀꯪꯂꯩꯄꯥꯛ ꯍꯧꯖꯤꯛ ꯃꯅꯤꯄꯨꯔꯒꯤ ꯅꯤꯡꯊꯧꯖꯥ ꯅꯤꯡꯊꯧ ꯁꯥꯒꯩꯒꯤ ꯃꯩꯇꯩ ꯅꯤꯡꯊꯧ ꯑꯃꯅꯤ꯫ ꯃꯍꯥꯛ ꯈ꯭ꯔꯤꯁꯇ ꯀꯨꯝꯖꯥ ꯂꯤꯁꯤꯡ ꯑꯃ ꯆꯧꯉꯥ ꯅꯤꯝꯐꯨ ꯃꯉꯥꯗ ꯅꯤꯡꯊꯧ ꯑꯣꯏꯈꯤ꯫ ꯃꯍꯥꯛꯅ ꯀꯪꯂꯩꯄꯥꯛꯇ ꯆꯍꯤ ꯇꯔꯥ ꯇꯔꯦꯠ ꯁꯥꯁꯟ ꯇꯧꯈꯤ꯫ ꯃꯍꯥꯛꯅ ꯅꯤꯡꯊꯧ ꯇꯥꯡꯖꯥꯝꯕꯗꯒꯤ ꯐꯝꯕꯥꯜ ꯀꯥꯈꯤ꯫ ꯃꯍꯥꯛꯀꯤ ꯃꯇꯨꯡꯗ ꯅꯤꯡꯊꯧ ꯃꯨꯡꯌꯥꯝꯕꯅ ꯄꯥꯜꯂꯛꯈꯤ꯫ ꯃꯍꯥꯛ ꯑꯁꯤ ꯀꯪꯂꯩꯄꯥꯛ ꯃꯅꯤꯄꯨꯔ ꯂꯩꯄꯥꯛ ꯑꯁꯤꯗ ꯄꯥꯟꯈꯤꯕ ꯀꯪꯂꯩ ꯅꯤꯡꯊꯧ ꯑꯃꯅꯤ꯫ ꯃꯍꯥꯛꯀꯤ ꯃꯃꯤꯡ ꯑꯁꯤ ꯆꯩꯊꯥꯔꯣꯜ ꯀꯨꯝꯕꯥꯕꯗ ꯄꯜꯂꯤ꯫ ꯃꯍꯥꯛꯅ ꯑꯔꯤꯕ ꯃꯩꯇꯩ ꯃꯌꯦꯛ ꯃꯅꯤꯄꯨꯔꯤ ꯃꯌꯦꯛꯗ ꯈꯨꯗꯝꯁꯤꯡ ꯌꯥꯎꯕ ꯁꯦꯟꯌꯦꯛꯁꯤꯡ ꯄꯨꯊꯣꯛꯈꯤ꯫ ꯃꯍꯥꯛꯀꯤ ꯂꯩꯉꯥꯛ ꯃꯇꯝꯗ ꯈꯦꯇ꯭ꯔꯤ ꯃꯤꯌꯥꯝ ꯅꯠꯇ꯭ꯔꯒ ꯈꯦꯇ꯭ꯔꯤꯌꯥꯁꯤꯡ ꯀꯪꯂꯩꯄꯥꯛꯇ ꯌꯨꯝ ꯍꯣꯡꯂꯛꯈꯤ ꯑꯃꯁꯨꯡ ꯈꯦꯇ꯭ꯔꯤꯌꯝꯁꯤꯡ ꯑꯣꯏꯅ ꯃꯍꯧꯁꯥꯒꯤ ꯑꯣꯏꯕ ꯑꯣꯏꯔꯛꯈꯤ꯫ ꯏꯃꯨꯡ ꯃꯅꯨꯡ ꯆꯂꯥꯝꯕꯅ ꯂꯨꯍꯣꯡꯕꯒꯤ ꯃꯔꯤꯒꯤ ꯁꯔꯨꯛ ꯑꯃ ꯑꯣꯏꯅ ꯀꯝꯔꯨꯄꯤꯒꯤ ꯅꯤꯡꯊꯧ ꯃꯆꯥꯅꯨꯄꯤ ꯑꯃꯒ ꯂꯨꯍꯣꯡꯈꯤ꯫ ꯑꯏꯕ ꯋꯥꯍꯦꯡꯕꯝ ꯏꯕꯣꯍꯜꯒꯤ ꯃꯇꯨꯡ ꯏꯟꯅ ꯆꯂꯥꯝꯕ ꯑꯁꯤ ꯃꯍꯥꯛꯀꯤ ꯃꯃꯥꯡꯗ ꯄꯥꯜꯂꯝꯕ ꯅꯤꯡꯊꯧ ꯇꯥꯡꯖꯥꯝꯕꯒꯤ ꯃꯆꯥꯅꯨꯄꯥ ꯅꯠꯇ꯭ꯔꯒ ꯃꯅꯥꯎꯅꯨꯄꯥ ꯑꯃꯁꯨ ꯑꯣꯏꯔꯝꯗꯦ꯫ ꯇꯥꯡꯖꯥꯝꯕꯥ ꯆꯍꯤ ꯀꯨꯟꯃꯥꯄꯟ ꯁꯨꯔꯛꯄꯗ ꯂꯩꯈꯤꯗꯦ꯫ ꯈꯨꯗꯨꯝ ꯆꯟꯕꯁꯤꯡ ꯆꯂꯥꯝꯕ ꯑꯗꯨꯅ ꯇꯥꯡꯈꯨꯜꯁꯤꯡ ꯑꯃꯁꯨꯡ ꯆꯤꯔꯨ ꯃꯤꯌꯥꯝꯒꯤ ꯃꯊꯛꯇ ꯁꯥꯁꯟ ꯇꯧꯈꯤ꯫ ꯈ꯭ꯔꯤꯁꯇ ꯀꯨꯝꯖꯥ ꯂꯤꯁꯤꯡ ꯑꯃ ꯆꯧꯉꯥ ꯌꯥꯡꯈꯩ ꯅꯤꯄꯥꯟꯗ ꯃꯍꯥꯛꯅ ꯂꯝꯀꯥꯡ ꯃꯤꯌꯥꯝꯒꯤ ꯃꯊꯛꯇ ꯃꯈꯣꯏꯒꯤ ꯂꯨꯆꯤꯡꯕ ꯀꯥꯄꯨꯕꯨ ꯐꯥꯖꯤꯟꯗꯨꯅ ꯃꯥꯏꯊꯤꯕ ꯄꯤꯗꯨꯅ ꯁꯥꯁꯟ ꯇꯧꯈꯤ꯫ ꯈ꯭ꯔꯤꯁꯇ ꯀꯨꯝꯖꯥ ꯂꯤꯁꯤꯡ ꯑꯃ ꯆꯧꯉꯥ ꯌꯥꯡꯈꯩ ꯃꯥꯄꯟꯗ ꯃꯍꯥꯛꯅ ꯑꯅꯥꯜ ꯃꯤꯌꯥꯝꯕꯨꯁꯨ ꯃꯈꯣꯏꯒꯤ ꯂꯨꯆꯤꯡꯕ ꯅꯣꯡꯅꯤꯡꯈꯣꯏꯕꯨ ꯃꯥꯏꯊꯤꯕ ꯄꯤꯗꯨꯅ ꯁꯥꯁꯟ ꯇꯧꯈꯤ꯫ ꯃꯍꯥꯛꯅ ꯃꯈꯣꯏꯒꯤ ꯂꯨꯆꯤꯡꯕꯁꯤꯡꯕꯨ ꯃꯥꯏꯊꯤꯕ ꯄꯤꯗꯨꯅ ꯑꯅꯥꯟ ꯊꯤꯡꯅꯥꯡ ꯑꯃꯁꯨꯡ ꯑꯦꯡꯊꯤꯒꯤ ꯅꯥꯒꯥ ꯈꯨꯡꯒꯪꯁꯤꯡꯗ ꯂꯩꯉꯥꯛꯈꯤ꯫ ꯏꯪ ꯂꯤꯁꯤꯡ ꯑꯃ ꯆꯥꯃ꯭ꯔꯤ ꯍꯨꯝꯗ꯭ꯔꯥ ꯃꯥꯄꯟꯗ ꯆꯂꯥꯝꯕꯅ ꯑꯣꯏꯅꯥꯝ ꯆꯤꯡꯗꯒꯤ ꯍꯧꯖꯤꯛ ꯃꯅꯤꯄꯨꯔ ꯔꯥꯖ꯭ꯌꯒꯤ ꯁꯦꯅꯥꯄꯇꯤ ꯖꯤꯂꯥꯗ ꯈ꯭ꯋꯥꯏꯗꯒꯤ ꯆꯥꯎꯕ ꯅꯨꯡ ꯑꯅꯤ ꯂꯧꯊꯣꯛꯈꯤ ꯑꯃꯁꯨꯡ ꯃꯗꯨꯒꯤ ꯃꯅꯨꯡꯗ ꯑꯃꯕꯨ ꯃꯍꯥꯛꯀꯤ ꯅꯤꯡꯊꯧꯒꯤ ꯀꯣꯅꯨꯡꯒꯤ ꯃꯃꯥꯡꯗ ꯑꯃꯁꯨꯡ ꯑꯇꯣꯞꯄ ꯑꯃꯅ ꯁꯥꯅꯥ ꯀꯩꯊꯦꯜ ꯅꯤꯡꯊꯧꯒꯤ ꯀꯩꯊꯦꯜꯗ ꯈꯨꯗꯨꯃ ꯆꯟꯕꯒꯤ ꯈꯨꯗꯝ ꯑꯣꯏꯅ ꯊꯝꯈꯤ꯫ ꯆꯂꯥꯝꯕꯅ ꯀꯧꯕ꯭ꯔꯨ ꯆꯤꯡꯒꯤ ꯅꯣꯡꯆꯨꯞ ꯊꯪꯕ ꯁꯔꯨꯛꯇ ꯂꯩꯕ ꯅꯨꯔꯥꯊꯦꯟꯒꯤ ꯂꯤꯌꯥꯡꯃꯥꯏ ꯈꯨꯡꯒꯪꯒꯤ ꯂꯨꯆꯤꯡꯕꯁꯤꯡꯕꯨ ꯃꯥꯏꯊꯤꯕ ꯄꯤꯈꯤ꯫ ꯃꯍꯥꯛꯅ ꯏꯖꯩ ꯇꯨꯔꯦꯜꯒꯤ ꯃꯅꯥꯛꯇ ꯂꯩꯕ ꯂꯩꯃꯇꯣꯟ ꯂꯣꯏꯕꯤ ꯆꯤꯡꯁꯥꯡꯗ ꯂꯩꯕ ꯈꯥꯔꯝ ꯈꯨꯡꯒꯪꯒꯤ ꯈꯥꯔꯝ ꯂꯨꯆꯤꯡꯕꯕꯨꯁꯨ ꯃꯥꯏꯊꯤꯕ ꯄꯤꯈꯤ꯫